ꯃꯥꯏꯀꯩ ꯑꯅꯤꯒꯤ ꯁ꯭ꯀꯣꯌꯥꯔꯁꯤꯡꯒꯤ ꯁꯣꯝꯒ ꯃꯥꯟꯅꯩ꯫ ꯑꯇꯣꯞꯄ ꯋꯥꯍꯟꯊꯣꯛ ꯑꯃꯗ ꯍꯥꯏꯔꯕꯗ, ꯀꯔꯤꯒꯨꯝꯕ ꯑꯃꯁꯨꯡ ꯑꯁꯤ ꯔꯥꯏꯠ ꯇ꯭ꯔꯥꯏꯑꯦꯡꯒꯜꯒꯤ ꯈꯣꯡꯒꯤ ꯂꯝꯕꯤ ꯑꯣꯏꯔꯕꯗꯤ ꯑꯃꯁꯨꯡ ꯑꯁꯤ ꯍꯥꯏꯄꯣꯇꯦꯅꯁꯀꯤ ꯂꯝꯕꯤ ꯑꯣꯏꯔꯕꯗꯤ, ꯄꯥꯏꯊꯥꯒꯣꯔꯤꯌꯟ ꯊꯤꯑꯣꯔꯤꯝ ꯑꯁꯤ ꯏꯀ꯭ꯌꯨꯏꯌꯔ ꯑꯣꯏꯅ ꯏꯕꯥ ꯌꯥꯏ꯫ ꯊꯤꯑꯣꯔꯤꯝ ꯑꯁꯤ ꯃꯍꯧꯁꯥꯅ ꯔꯥꯏꯠ ꯇ꯭ꯔꯥꯏꯑꯦꯡꯒꯜꯁꯤꯡꯒꯤ ꯃꯁꯛ ꯈꯪꯗꯕ ꯁꯥꯏꯗ ꯂꯦꯡꯗꯅ ꯂꯩꯕꯁꯤꯡꯒꯤꯗꯃꯛꯇ ꯁꯣꯂ꯭ꯌꯨꯁꯟ ꯇꯧꯕꯗ ꯁꯤꯖꯤꯟꯅꯩ꯫ ꯏꯅꯔꯖꯤ ꯀꯟꯕ ꯉꯝꯅꯕ ꯄꯥꯝꯕꯩ ꯑꯍꯨꯝ ꯄꯤꯌꯨ꯫ ꯏꯅꯔꯖꯤ ꯀꯟꯕ ꯉꯝꯅꯕꯒꯤ ꯃꯑꯣꯡ ꯀꯌꯥ ꯂꯩ, ꯃꯗꯨꯒꯤ ꯃꯅꯨꯡꯗ, ꯃꯐꯝꯁꯤꯗ ꯏꯐꯦꯛꯇꯤꯚ ꯑꯣꯏꯕ‌ ꯑꯦꯄꯔꯣꯆ ꯑꯍꯨꯝ ꯌꯥꯎꯏ - ꯑꯦꯅꯔꯖꯤ ꯏꯐꯤꯁꯤꯑꯦꯟꯇ ꯑꯣꯏꯕ ꯑꯦꯄ꯭ꯂꯥꯏꯑꯦꯟꯁꯁꯤꯡꯗ ꯍꯣꯡꯗꯣꯛꯄ -ꯋꯥꯁꯤꯡ ꯃꯦꯁꯤꯟ, ꯔꯦꯐ꯭ꯔꯤꯖꯔꯦꯇꯔ, ꯅꯠꯇꯔꯒ ꯑꯦꯌꯔ ꯀꯟꯗꯤꯁꯅ꯭ꯔꯒꯨꯝꯕ ꯌꯨꯝꯒꯤ ꯑꯦꯄ꯭ꯂꯥꯏꯑꯦꯟꯁ ꯀꯌꯥꯗ ꯑꯦꯅꯔꯖꯤ ꯏꯐꯤꯁꯤꯑꯦꯟꯇ ꯑꯣꯏꯕ ꯃꯣꯗꯦꯜꯁꯤꯡ ꯂꯩ, ꯃꯗꯨꯅ ꯅꯍꯥꯛꯄꯨ ꯃꯔꯨꯑꯣꯏꯕ ꯑꯦꯅꯔꯖꯤꯒꯤ ꯆꯥꯡ ꯃꯦꯛꯁꯤꯃꯝ ꯑꯦꯅꯔꯖꯤ ꯁꯦꯚꯤꯡ ꯇꯧꯕ ꯉꯝꯅꯕ ꯑꯦꯅꯔꯖꯤ ꯁ꯭ꯇꯥꯔ ꯔꯦꯇꯤꯡ ꯂꯩꯕ ꯃꯣꯗꯦꯜꯁꯤꯡ ꯌꯦꯡꯎ꯫ ꯃꯍꯧꯁꯥꯒꯤ ꯃꯉꯥꯜ ꯁꯤꯖꯤꯟꯅꯧ - ꯃꯍꯧꯁꯥꯒꯤ ꯃꯉꯥꯜ ꯈ꯭ꯋꯥꯏꯗꯒꯤ ꯍꯦꯟꯅ ꯁꯤꯖꯤꯟꯅꯧ ꯑꯃꯁꯨꯡ ꯌꯥꯔꯤꯕ ꯃꯈꯩ ꯑꯥꯔꯇꯤꯐꯤꯁꯤꯑꯦꯜ ꯃꯉꯥꯜ ꯁꯤꯖꯤꯟꯅꯕꯗ ꯂꯤꯃꯤꯠ ꯇꯧꯅꯕ ꯍꯣꯠꯅꯧ꯫ ꯅꯨꯃꯤꯗꯥꯡꯗ ꯀꯥꯔꯇꯦꯟꯁꯤꯡ ꯍꯥꯡꯗꯣꯛꯎ ꯑꯃꯁꯨꯡ ꯃꯩ ꯊꯥꯕꯒꯤ ꯃꯍꯨꯠꯇ ꯅꯨꯃꯤꯠꯅ ꯅꯍꯥꯛꯀꯤ ꯌꯨꯝꯗ ꯃꯉꯥꯜ ꯄꯤꯕ ꯌꯥꯍꯜꯂꯨ꯫ ꯁꯤꯖꯤꯟꯅꯗꯕ ꯃꯇꯝꯗ ꯗꯤꯚꯥꯏꯁꯁꯤꯡ ꯄ꯭ꯂꯒ ꯇꯧꯕ -ꯃꯤꯑꯣꯏ ꯀꯌꯥꯅ ꯇꯧꯕ ꯀꯃꯟ ꯑꯣꯏꯕ ꯑꯁꯣꯏꯕ ꯑꯃꯗꯤ ꯃꯈꯣꯏꯒꯤ ꯗꯤꯚꯥꯏꯁꯁꯤꯡ ꯁꯤꯖꯤꯟꯅꯗ꯭ꯔꯤꯉꯩꯗ ꯄ꯭ꯂꯒ ꯏꯟ ꯇꯧꯗꯨꯅ ꯊꯝꯕ ꯑꯁꯤꯅꯤ꯫ ꯗꯤꯚꯥꯏꯁꯁꯤꯡ ꯑꯁꯤ ꯁꯤꯖꯤꯟꯅꯗꯕ ꯑꯣꯏꯔꯕꯁꯨ, ꯃꯈꯣꯏ ꯑꯁꯤ ꯄ꯭ꯂꯒ ꯏꯟ ꯇꯧꯔꯕ ꯃꯇꯝꯗ ꯍꯧꯖꯤꯛꯁꯨ ꯑꯦꯅꯔꯖꯤ ꯁꯤꯖꯤꯟꯅꯩ, ꯅꯍꯥꯛꯅ ꯁꯤꯖꯤꯟꯅꯗꯕ ꯏꯂꯦꯛꯇ꯭ꯔꯣꯅꯤꯛꯁꯁꯤꯡ ꯑꯗꯨ ꯄ꯭ꯂꯒ ꯇꯧꯗꯕꯒꯤ ꯍꯩꯅꯕꯤ ꯑꯃ ꯁꯦꯝꯃꯨ, ꯅꯠꯇꯔꯒ ꯑꯃꯒꯥ ꯑꯃꯒꯥ ꯂꯣꯏꯅꯅ ꯃꯁꯤꯡ ꯌꯥꯝꯂꯕ‌ ꯗꯤꯚꯥꯏꯁꯁꯤꯡꯒꯤ ꯄꯥꯋꯔ ꯁꯤꯖꯤꯟꯅꯕ ꯀꯟꯇ꯭ꯔꯣꯜ ꯇꯧꯅꯕ ꯁꯨꯏꯆꯁꯤꯡꯒ ꯂꯣꯏꯅꯕ ꯄꯥꯋꯔ ꯁ꯭ꯇꯔꯤꯞꯁꯤꯡ ꯁꯤꯖꯤꯟꯅꯧ꯫ ꯑꯦꯔꯣꯅꯣꯇꯤꯀꯦꯜ ꯏꯟꯖꯤꯅꯤꯌꯔꯤꯡ ꯍꯥꯏꯕ ꯍꯤꯔꯝꯒꯤꯗꯃꯛ ꯀꯤ-ꯋꯥꯔꯗꯁꯤꯡꯒꯤ ꯂꯤꯁ꯭ꯠ ꯑꯃ ꯁꯦꯝꯕ꯫ ꯑꯦꯔꯣꯁ꯭ꯄꯦꯁ ꯑꯦꯚꯤꯑꯣꯅꯤꯛꯁ ꯑꯦꯌꯔꯄ꯭ꯂꯦꯟ ꯗꯤꯖꯥꯏꯟ ꯐ꯭ꯂꯥꯏꯠ ꯃꯦꯀꯥꯅꯤꯛꯁ ꯄ꯭ꯔꯣꯄꯜꯁꯟ ꯑꯦꯔꯣꯗꯥꯏꯅꯥꯃꯤꯛꯁ ꯑꯦꯌꯔꯀ꯭ꯔꯥꯐꯠ ꯁ꯭ꯇꯔꯛꯆꯔ ꯀꯟꯇꯔꯣꯜ ꯁꯤꯁꯇꯦꯝꯁꯤꯡ ꯃꯦꯇ꯭ꯔꯤꯑꯦꯂꯁ ꯁꯥꯏꯟꯁ ꯑꯦꯔꯣꯅꯣꯇꯤꯛꯁ ꯑꯦꯚꯤꯑꯦꯁꯟ ꯖꯦꯠ ꯄ꯭ꯔꯣꯄꯜꯁꯟ ꯐ꯭ꯂꯨꯏꯗ ꯃꯦꯀꯥꯅꯤꯛꯁ ꯑꯦꯌꯔ ꯇ꯭ꯔꯥꯐꯤꯛ ꯀꯟꯇꯔꯣꯜ ꯑꯦꯌꯔꯀ꯭ꯔꯥꯐꯠ ꯃꯦꯟꯇꯦꯅꯦꯟꯁ ꯐ꯭ꯂꯥꯏꯠ ꯇꯦꯁ ꯇꯧꯕ ꯅꯨꯡꯁꯤꯠꯀꯤ ꯇꯅꯦꯜꯁꯤꯡ ꯑꯦꯔꯣꯊꯔꯃꯣꯗꯥꯏꯅꯥꯃꯤꯛꯁ ꯐ꯭ꯂꯥꯏꯠ꯫ ꯁꯣꯐ꯭ꯇꯋꯦꯌꯔ ꯁꯤꯁ꯭ꯇꯦꯝ ꯏꯟꯖꯤꯅꯤꯌꯔꯤꯡ ꯑꯣꯔꯕꯤꯇꯦꯜ ꯃꯦꯀꯥꯅꯤꯛꯁ ꯁꯦꯇꯦꯂꯥꯏꯠ ꯇꯦꯛꯅꯣꯂꯣꯖꯤ ꯍꯦꯂꯤꯀꯣꯞꯇꯔ ꯗꯤꯖꯥꯏꯟ ꯑꯦꯔꯣꯑꯦꯀꯣꯁꯇꯤꯛꯁ ꯃꯁꯤ ꯐꯤꯚꯝ ꯑꯗꯨꯒꯤ ꯃꯈꯥ ꯄꯣꯜꯂꯤ꯫ ꯀꯔꯤꯒꯨꯝꯕ ꯀꯅꯥꯒꯨꯝꯕ ꯑꯃꯅ ꯒꯥꯏꯗꯂꯥꯏꯟꯁꯤꯡ ꯊꯤꯔꯕꯗꯤ ꯅꯠꯇꯔꯒ ꯑꯣꯞꯁꯟꯁꯤꯡ ꯊꯤꯔꯕꯗꯤ, ꯃꯗꯨꯒꯤ ꯃꯇꯨꯡꯗ ꯄꯥꯎꯇꯥꯛ ꯄꯤꯕ ꯍꯥꯏꯕꯁꯤ ꯍꯦꯟꯅ ꯆꯨꯝꯒꯅꯤ꯫ ꯑꯃꯔꯣꯝꯗ, ꯀꯔꯤꯒꯨꯝꯕ ꯀꯅꯥꯒꯨꯝꯕ ꯑꯃꯅ ꯑꯀꯛꯅꯕ ꯄ꯭ꯔꯣꯕ꯭ꯂꯦꯝ ꯑꯃ ꯃꯥꯌꯣꯛꯅꯔꯕꯗꯤ ꯑꯃꯁꯨꯡ ꯍꯛꯊꯦꯡꯅꯅ ꯑꯃꯁꯨꯡ ꯄ꯭ꯔꯦꯛꯇꯤꯀꯦꯜ ꯑꯣꯏꯕ ꯔꯤꯖꯣꯂꯨꯁꯟ ꯑꯃ ꯃꯊꯧ ꯇꯥꯔꯕꯗꯤ ꯁꯣꯂꯨꯁꯟ ꯑꯃ ꯄꯤꯕꯅ ꯍꯦꯟꯅ ꯃꯇꯦꯡ ꯑꯣꯏꯒꯅꯤ꯫